ꯃꯈꯥꯗ ꯄꯤꯔꯤꯕ ꯁ꯭ꯇꯦꯇꯃꯦꯟꯇ ꯑꯁꯤ ꯃꯈꯥꯗ ꯄꯤꯔꯤꯕ ꯀꯦꯇꯦꯒꯣꯔꯤ ꯇꯔꯨꯛꯀꯤ ꯃꯅꯨꯡꯗꯥ ꯑꯃꯗ ꯀ꯭ꯂꯥꯁꯤꯐꯥꯏ ꯇꯧ: ꯄꯣꯂꯤꯇꯤꯀꯦꯜ, ꯁꯣꯁꯤꯑꯦꯜ, ꯏꯀꯣꯅꯣꯃꯤꯛ, ꯇꯦꯛꯅꯣꯂꯣꯖꯤꯀꯦꯜ, ꯂꯤꯒꯦꯜ, ꯑꯦꯟꯚꯥꯏꯔꯣꯃꯦꯟꯇ꯫ ꯑꯣꯇꯣꯅꯣꯃꯁ ꯒꯥꯔꯤꯁꯤꯡ ꯁꯦꯝꯒꯠꯄꯅꯥ ꯇ꯭ꯔꯥꯐꯤꯛ ꯑꯦꯛꯁꯤꯗꯦꯟꯇ ꯍꯟꯊꯍꯟꯒꯅꯤ꯫ ꯋꯥꯐꯝ ꯑꯁꯤ ꯇꯦꯛꯅꯣꯂꯣꯖꯤꯒꯤ ꯀꯦꯇꯦꯒꯣꯔꯤꯗꯥ ꯆꯜꯂꯤ꯫ ꯀ꯭ꯔꯦꯗꯤꯠ ꯀꯥꯔꯗꯀꯤꯗꯃꯛꯇꯥ ꯑꯦꯄꯂꯥꯏ ꯇꯧꯅꯕꯒꯤꯗꯃꯛ ꯑꯩꯅꯥ ꯀꯔꯤ ꯗꯣꯛꯌꯨꯃꯦꯟꯇ ꯃꯊꯧ ꯇꯥꯕꯒꯦ? ꯀ꯭ꯔꯦꯗꯤꯠ ꯀꯥꯔꯗ ꯑꯃꯒꯤꯗꯃꯛ ꯑꯦꯞꯂꯥꯏ ꯇꯧꯅꯕꯒꯤꯗꯃꯛ, ꯅꯍꯥꯛꯅꯥ ꯄꯔꯁꯣꯅꯦꯜ ꯑꯃꯁꯨꯡ ꯐꯥꯏꯅꯥꯟꯁꯤꯑꯦꯜ ꯏꯅꯐꯣꯔꯃꯦꯁꯟ ꯈꯔꯥ ꯄꯤꯕꯥ ꯃꯊꯧ ꯇꯥꯏ, ꯑꯃꯁꯨꯡ ꯃꯊꯧ ꯇꯥꯕꯥ ꯗꯣꯛꯌꯨꯃꯦꯟꯇꯁꯤꯡ ꯑꯗꯨ ꯀ꯭ꯔꯦꯗꯤꯠ ꯀꯥꯔꯗ ꯏꯁꯨ ꯇꯧꯔꯤꯕꯥ ꯃꯤꯑꯣꯏ ꯑꯃꯁꯨꯡ ꯅꯍꯥꯛꯀꯤ ꯂꯩꯐꯃꯒꯤ ꯃꯇꯨꯡꯏꯟꯅꯥ ꯈꯦꯠꯅꯕꯥ ꯌꯥꯏ꯫ ꯑꯗꯨꯝ ꯑꯣꯏꯅꯃꯛ, ꯃꯍꯧꯁꯥꯅꯥ, ꯅꯍꯥꯛꯅꯥ ꯃꯈꯥꯗꯥ ꯄꯤꯔꯤꯕꯥ ꯗꯣꯛꯌꯨꯃꯦꯟꯇꯁꯤꯡ ꯑꯁꯤ ꯄꯤꯕꯥ ꯃꯊꯧ ꯇꯥꯕꯥ ꯌꯥꯏ: ꯑꯥꯏꯗꯦꯟꯇꯤꯇꯤꯒꯤ ꯄ꯭ꯔꯨꯐ ꯅꯍꯥꯛꯀꯤ ꯑꯥꯏꯗꯦꯟꯇꯤꯇꯤ ꯀꯟꯐꯥꯔꯝ ꯇꯧꯅꯕꯒꯤꯗꯃꯛ ꯅꯍꯥꯛꯅꯥ ꯁꯔꯀꯥꯔꯅꯥ ꯄꯤꯕꯥ ꯑꯥꯏꯗꯦꯟꯇꯤꯇꯤ ꯗꯣꯛꯌꯨꯃꯦꯟꯇ ꯑꯃ, ꯍꯥꯏꯕꯗꯤ ꯗ꯭ꯔꯥꯏꯚꯔꯒꯤ ꯂꯥꯏꯁꯦꯟꯁ, ꯄꯥꯁꯄꯣꯔꯠ ꯅꯠꯇꯔꯒꯥ ꯅꯦꯁꯅꯦꯜ ꯀꯥꯔꯗ ꯑꯃꯥ ꯄꯤꯕꯥ ꯃꯊꯧ ꯇꯥꯕꯥ ꯌꯥꯏ꯫ ꯑꯦꯗ꯭ꯔꯦꯁꯀꯤ ꯄ꯭ꯔꯨꯐ ꯅꯍꯥꯛꯅꯥ ꯅꯍꯥꯛꯀꯤ ꯍꯧꯖꯤꯛꯀꯤ ꯑꯦꯗ꯭ꯔꯦꯁ ꯑꯗꯨꯒꯤ ꯄ꯭ꯔꯨꯐ, ꯍꯥꯏꯕꯗꯤ ꯌꯨꯇꯤꯂꯤꯇꯤ ꯕꯤꯜ, ꯕꯦꯡꯀ ꯁ꯭ꯇꯦꯇꯃꯦꯟꯇ, ꯅꯠꯇꯔꯒꯥ ꯔꯦꯟꯇꯦꯜ ꯑꯦꯒ꯭ꯔꯤꯃꯦꯟꯇ ꯑꯃꯥ ꯄꯤꯕꯥ ꯃꯊꯧ ꯇꯥꯕꯥ ꯌꯥꯏ꯫ ꯏꯟꯀꯝꯒꯤ ꯄ꯭ꯔꯨꯐ: ꯀ꯭ꯔꯦꯗꯤꯠ ꯀꯥꯔꯗ ꯏꯁꯨ ꯇꯧꯔꯤꯕꯁꯤꯡꯅꯥ ꯅꯍꯥꯛꯄꯨ ꯄꯤꯁꯤꯜꯂꯛꯄꯥ ꯀ꯭ꯔꯦꯗꯤꯠ ꯑꯃꯍꯦꯛꯇꯕꯨ ꯅꯍꯥꯛꯀꯤ ꯔꯤꯄꯦꯃꯦꯟꯇ ꯇꯧꯕꯥ ꯉꯝꯕꯒꯤ ꯆꯥꯡ ꯑꯗꯨ ꯌꯦꯡꯁꯤꯟꯅꯕꯥ ꯏꯟꯀꯝꯒꯤ ꯄ꯭ꯔꯨꯐ ꯃꯊꯧ ꯇꯥꯕꯥ ꯌꯥꯏ꯫ ꯅꯍꯥꯛꯅꯥ ꯏꯟꯀꯝꯒꯤ ꯄ꯭ꯔꯨꯐ ꯑꯣꯏꯅꯥ ꯍꯟꯗꯛꯀꯤ ꯄꯦ ꯁ꯭ꯇꯕꯁꯤꯡ, ꯕꯦꯡꯀ ꯁ꯭ꯇꯦꯇꯃꯦꯟꯇꯁꯤꯡ ꯅꯠꯇꯔꯒꯥ ꯇꯦꯛꯁ ꯔꯤꯇꯔꯟꯁꯤꯡ ꯄꯤꯕ ꯃꯊꯧ ꯇꯥꯕꯥ ꯌꯥꯏ꯫ ꯁꯣꯁꯤꯑꯦꯜ ꯁꯦꯛꯌꯨꯔꯤꯇꯤ ꯅꯝꯕꯔ ꯅꯠꯇꯔꯒꯥ ꯅꯦꯁꯅꯦꯜ ꯏꯟꯁꯨꯔꯦꯟꯁ ꯅꯝꯕꯔ ꯂꯩꯕꯥꯛ ꯈꯔꯗꯗꯤ, ꯅꯍꯥꯛꯅꯥ ꯀ꯭ꯔꯦꯗꯤꯠ ꯆꯦꯛ ꯑꯃꯒꯤꯗꯃꯛ ꯅꯍꯥꯛꯀꯤ ꯁꯣꯁꯤꯑꯦꯜ ꯁꯦꯛꯌꯨꯔꯤꯇꯤ ꯅꯝꯕꯔ ꯅꯠꯇꯔꯒꯥ ꯅꯦꯁꯅꯦꯜ ꯏꯟꯁꯨꯔꯦꯟꯁ ꯅꯝꯕꯔ ꯄꯤꯕꯥ ꯃꯊꯧ ꯇꯥꯕꯥ ꯌꯥꯏ꯫ ꯅꯍꯥꯛꯀꯤ ꯑꯦꯄꯂꯤꯀꯦꯁꯟꯒꯤꯗꯃꯛꯇꯥ ꯃꯊꯧ ꯇꯥꯕꯥ ꯑꯀꯛꯅꯕꯥ ꯗꯣꯛꯌꯨꯃꯦꯟꯇꯁꯤꯡ ꯑꯗꯨ ꯀꯟꯐꯥꯔꯝ ꯇꯧꯅꯕꯥ ꯀ꯭ꯔꯦꯗꯤꯠ ꯀꯥꯔꯗ ꯏꯁꯨ ꯇꯧꯔꯤꯕꯥ ꯃꯤꯑꯣꯏ ꯑꯗꯨꯒꯥ ꯋꯥꯔꯤ-ꯋꯥꯇꯥꯏ ꯇꯧꯕꯥ ꯍꯥꯏꯕꯁꯤ ꯃꯇꯝ ꯄꯨꯝꯅꯃꯛꯇꯥ ꯑꯐꯕꯥ ꯋꯥꯈꯜꯂꯣꯟ ꯑꯃꯅꯤ꯫ ꯒꯦꯝ ꯇꯤꯛ-ꯇꯦꯛ-ꯇꯣꯒꯤ ꯋꯦꯕ ꯚꯔꯖꯟ ꯑꯃꯥ ꯗꯤꯖꯥꯏꯟ ꯇꯧꯕꯥ꯫ ꯃꯤꯌꯥꯝꯅ ꯄꯥꯝꯅꯕ ꯒꯦꯝ ꯇꯤꯛ-ꯇꯦꯛ-ꯇꯣꯒꯤ ꯋꯦꯕ ꯚꯔꯖꯟ ꯑꯃꯥ ꯗꯤꯖꯥꯏꯟ ꯇꯧꯕꯒꯤ ꯃꯑꯣꯡ ꯑꯃꯥ ꯃꯈꯥꯗꯥ ꯄꯤꯔꯤ: ꯑꯍꯥꯟꯕꯗ, ꯑꯩꯈꯣꯏꯅ ꯒꯦꯝ ꯑꯁꯤ ꯁꯥꯟꯅꯒꯗꯕ ꯁꯤꯖꯤꯟꯅꯗꯨꯅꯥ ꯋꯦꯕ ꯄꯦꯖ ꯁꯦꯝꯕꯥ ꯃꯊꯧ ꯇꯥꯏ꯫ ꯄꯦꯖ ꯑꯁꯤ ꯏꯆꯝ ꯆꯝꯕꯥ ꯑꯃꯁꯨꯡ ꯁꯦꯡꯂꯕꯥ ꯂꯦꯑꯥꯎꯠ ꯑꯃ ꯂꯩꯒꯗꯕꯅꯤ, ꯃꯁꯤꯗꯥ ꯁꯤ. ꯑꯦꯁ. ꯑꯦꯁ. ꯁꯦꯟꯇꯔꯗꯥ ꯑꯩꯈꯣꯏꯅ ꯒ꯭ꯔꯤꯗ ꯑꯃꯥ ꯂꯩꯔꯤ, ꯃꯁꯤꯅꯥ ꯑꯩꯈꯣꯏꯒꯤ ꯇꯤꯛ-ꯇꯦꯛ-ꯇꯣ ꯕꯣꯔꯗ ꯑꯗꯨ ꯔꯤꯄꯔꯖꯦꯟꯇ ꯇꯧꯔꯤ꯫ ꯒ꯭ꯔꯤꯗꯀꯤ ꯃꯊꯛꯇꯥ, ꯑꯩꯈꯣꯏꯅ ꯍꯧꯖꯤꯛ ꯂꯩꯔꯤꯕꯥ ꯄ꯭ꯂꯦꯌꯔꯒꯤ ꯇꯔꯟ ꯅꯠꯇꯔꯒꯥ ꯒꯦꯝ ꯑꯁꯤꯒꯤ ꯑꯔꯣꯏꯕꯥ ꯔꯤꯖꯜꯇ (ꯃꯥꯏꯄꯥꯛꯄꯥ, ꯃꯥꯏꯊꯤꯕꯥ ꯅꯠꯔꯒꯥ ꯗ꯭ꯔꯣ) ꯎꯠꯄꯥ ꯍꯦꯗꯤꯡ ꯑꯃꯥ ꯍꯥꯄꯆꯤꯟꯒꯅꯤ꯫ ꯑꯩꯈꯣꯏꯅ ꯃꯦꯁꯦꯖ ꯅꯠꯔꯒꯥ ꯑꯦꯔꯥꯔ ꯑꯃꯍꯦꯛꯇꯕꯨ ꯎꯠꯅꯕꯥ ꯑꯦꯔꯤꯌꯥ ꯑꯃꯁꯨ ꯌꯥꯎꯍꯟꯒꯅꯤ, ꯃꯗꯨꯗꯤ ꯑꯁꯣꯏ-ꯑꯉꯥꯝ ꯌꯥꯎꯗꯕꯥ ꯈꯣꯡꯊꯥꯡꯁꯤꯡꯅꯤ꯫ ꯒꯦꯝ ꯂꯣꯖꯤꯛ ꯁꯦꯝꯅꯕꯥ ꯑꯩꯈꯣꯏꯅ ꯖꯥꯚꯥꯁꯀꯔꯤꯞꯇ ꯁꯤꯖꯤꯟꯅꯒꯅꯤ꯫ ꯑꯩꯈꯣꯏꯅ ꯄ꯭ꯂꯦꯌꯔ ꯑꯅꯤ, "ꯑꯦꯛꯁ" ꯑꯃꯁꯨꯡ "ꯑꯣ" ꯁꯦꯠ ꯇꯧꯒꯅꯤ, ꯑꯃꯁꯨꯡ ꯃꯈꯣꯏꯒꯤ ꯃꯅꯨꯡꯗꯥ ꯑꯃꯅꯥ ꯍꯣꯔꯥꯏꯖꯣꯟꯇꯦꯜ ꯑꯣꯏꯅꯥ, ꯚꯔꯇꯤꯀꯦꯜ ꯑꯣꯏꯅꯥ ꯅꯠꯇꯔꯒꯥ ꯗꯥꯏꯒꯣꯅꯥꯜ ꯑꯣꯏꯅꯥ ꯊꯪꯟ-ꯊꯪꯅꯅꯥ ꯑꯍꯨꯝ ꯐꯪꯗ꯭ꯔꯤꯐꯥꯎꯕ ꯒ꯭ꯔꯤꯗꯀꯤ ꯑꯍꯥꯡꯕꯥ ꯁ꯭ꯀꯕꯥꯔꯁꯤꯡ ꯑꯗꯨ ꯃꯥꯔꯛ ꯇꯧꯅꯕ ꯃꯊꯪ-ꯃꯅꯥꯎ ꯅꯥꯏꯅꯥ ꯃꯥꯔꯛ ꯇꯧꯒꯅꯤ, ꯅꯠꯇꯔꯒꯥ ꯁ꯭ꯀꯕꯥꯔ ꯄꯨꯝꯅꯃꯛ ꯃꯄꯨꯡ ꯐꯥꯔꯛꯄꯥ ꯐꯥꯎꯕꯥ, ꯃꯗꯨꯒꯤ ꯃꯍꯩ ꯑꯣꯏꯅꯥꯇꯥꯏ ꯑꯃꯥ꯫ ꯈꯣꯉꯊꯥꯡ ꯈꯨꯗꯤꯡꯃꯛꯀꯤ ꯃꯇꯨꯡꯗꯥ ꯑꯩꯈꯣꯏꯅ ꯀꯅꯥꯒꯨꯝꯕꯥ ꯑꯃꯅꯥ ꯒꯦꯝ ꯑꯁꯤ ꯃꯥꯏꯄꯥꯛꯂꯕꯔꯥ ꯅꯠꯇꯔꯒꯥ ꯃꯁꯤ ꯇꯩꯔꯤꯕꯔꯥ ꯍꯥꯏꯕꯗꯨ ꯆꯦꯛ ꯇꯧꯒꯅꯤ, ꯑꯃꯁꯨꯡ ꯃꯗꯨꯒꯤ ꯃꯇꯨꯡꯗꯥ ꯄꯥꯎꯖꯦꯜ ꯑꯗꯨ ꯄ꯭ꯂꯦꯌꯔ ꯑꯗꯨꯗꯥ ꯑꯄꯗꯦꯠ ꯇꯧꯒꯅꯤ꯫ ꯑꯩꯈꯣꯏꯅ ꯄ꯭ꯂꯦꯌꯔꯁꯤꯡꯅꯥ ꯍꯥꯟꯅꯅꯥ ꯂꯩꯔꯕꯥ ꯁ꯭ꯀꯕꯥꯔ ꯑꯃꯗꯥ ꯅꯠꯇꯔꯒꯥ ꯕꯣꯔꯗꯀꯤ ꯃꯄꯥꯟꯗꯥ ꯀ꯭ꯂꯤꯛ ꯇꯧꯕꯥ ꯌꯥꯗꯕꯁꯨ ꯁꯣꯏꯗꯅꯥ ꯌꯦꯡꯁꯤꯟꯕꯥ ꯃꯊꯧ ꯇꯥꯏ꯫ ꯑꯔꯣꯏꯕꯗꯥ, ꯑꯩꯈꯣꯏꯅ "ꯑꯃꯨꯛꯀꯥ ꯍꯟꯅꯥ ꯁꯥꯟꯅꯧ" ꯕꯇꯟ ꯑꯃꯥ ꯍꯥꯄꯆꯤꯜꯂꯒꯅꯤ, ꯃꯁꯤꯅꯥ ꯄ꯭ꯂꯦꯌꯔꯁꯤꯡꯅꯥ ꯃꯈꯣꯏꯒꯤ ꯕ꯭ꯔꯥꯎꯖꯔ ꯔꯤꯐ꯭ꯔꯦꯁ ꯇꯧꯗꯅꯥ ꯒꯦꯝ ꯑꯁꯤ ꯑꯃꯨꯛ ꯍꯟꯅꯥ ꯍꯧꯕꯥ ꯌꯥꯍꯟꯒꯅꯤ꯫